ꯁꯣꯂꯥꯔ ꯑꯦꯅꯔꯖꯤꯒꯤ ꯗꯤꯚꯦꯂꯞꯄꯥꯃꯦꯟꯇꯥ ꯑꯁꯤ ꯀꯔꯤꯒꯤꯗꯃꯛꯇ ꯃꯔꯨꯑꯣꯏꯕꯅ ꯍꯥꯏꯕꯗꯨ ꯁꯟꯗꯣꯛꯅ ꯇꯥꯛꯄꯤꯌꯨ꯫ ꯁꯣꯂꯥꯔ ꯑꯦꯅꯔꯖꯤꯒꯤ ꯗꯤꯚꯦꯂꯞꯄꯥꯃꯦꯟꯇꯥ ꯑꯁꯤ ꯃꯔꯝ ꯀꯌꯥꯒꯤ ꯃꯔꯝꯗꯒꯤ ꯃꯔꯨꯑꯣꯏ꯫ ꯃꯈꯥꯗ ꯈꯔ ꯄꯤꯔꯤ: ꯑꯀꯣꯏꯔꯣꯟꯒꯤ ꯀꯥꯟꯅꯕꯁꯤꯡ: ꯁꯣꯂꯥꯔ ꯏꯅꯔꯖꯤ ꯑꯁꯤ ꯑꯁꯦꯡꯕ ꯑꯃꯁꯨꯡ ꯔꯤꯟꯌꯨꯑꯦꯕꯜ ꯑꯣꯏꯕ ꯏꯅꯔꯖꯤꯒꯤ ꯁꯣꯔꯁ ꯑꯃꯅꯤ꯫ ꯃꯁꯤꯅ ꯇꯥꯛꯄꯗꯤ ꯃꯁꯤꯅ ꯅꯨꯡꯁꯤꯠ ꯅꯠꯇ꯭ꯔꯒ ꯏꯁꯤꯡ ꯄꯣꯂꯨꯁꯟ ꯑꯃꯠꯇ ꯄꯨꯊꯣꯛꯇꯦ꯫ ꯑꯃꯁꯨꯡ ꯃꯁꯤꯅ ꯀ꯭ꯂꯥꯏꯃꯦꯠ ꯆꯦꯟꯖꯗ ꯃꯇꯦꯡ ꯄꯥꯡꯗꯦ꯫ ꯇ꯭ꯔꯦꯗꯤꯁ꯭ꯅꯦꯜ ꯐꯣꯁꯤꯜ ꯐ꯭ꯌꯨꯑꯦꯜꯒꯤ ꯃꯍꯨꯠꯇ ꯁꯣꯂꯥꯔ ꯄꯥꯋꯔ ꯁꯤꯖꯤꯟꯅꯗꯨꯅ ꯑꯩꯈꯣꯏꯅ ꯑꯩꯈꯣꯏꯒꯤ ꯀꯥꯔꯕꯣꯟ ꯐꯨꯠꯞꯔꯤꯟꯇ ꯑꯁꯤ ꯌꯥꯝꯅ ꯍꯟꯊꯍꯟꯕ ꯉꯝꯒꯅꯤ꯫ ꯑꯃꯁꯨꯡ ꯇꯨꯡꯒꯤ ꯃꯤꯔꯣꯜꯁꯤꯡꯒꯤꯗꯃꯛ ꯑꯀꯣꯏꯕꯒꯤ ꯐꯤꯕꯝ ꯉꯥꯛꯇꯨꯅ ꯊꯝꯕꯗ ꯃꯇꯦꯡ ꯄꯥꯡꯕ ꯉꯝꯒꯅꯤ꯫ ꯏꯅꯔꯖꯤꯒꯤ ꯃꯅꯤꯡꯇꯝꯕ: ꯑꯩꯈꯣꯏꯅ ꯑꯩꯈꯣꯏꯒꯤ ꯁꯣꯂꯥꯔ ꯏꯅꯔꯖꯤ ꯏꯅꯥꯐ꯭ꯔꯥꯁ꯭ꯇꯔꯛꯆꯔ ꯃꯈꯥ ꯇꯥꯅ ꯗꯤꯕ꯭ꯂꯞ ꯇꯧꯕ ꯑꯃꯁꯨꯡ ꯄꯥꯛꯊꯣꯛ ꯆꯥꯎꯊꯣꯛꯍꯅꯜꯟꯕꯒ ꯂꯣꯢꯅꯅ ꯑꯩꯈꯣꯏꯅ ꯑꯣꯏꯜ, ꯀꯣꯏꯂꯥ ꯑꯃꯁꯨꯡ ꯅꯦꯆꯔꯦꯜ ꯒ꯭ꯌꯥꯁꯒꯨꯝꯕ ꯏꯅꯔꯖꯤꯒꯤ ꯅꯟ-ꯔꯤꯟꯌꯨꯑꯦꯕꯜ ꯁꯣꯔꯁꯁꯤꯡꯗ ꯃꯈꯥ ꯄꯣꯟꯕ ꯍꯟꯊꯍꯜꯂꯤ꯫ ꯃꯁꯤꯅ ꯃꯄꯥꯟ ꯂꯩꯕꯥꯛꯀꯤ ꯏꯅꯔꯖꯤꯒꯤ ꯁꯣꯔꯁꯁꯤꯡꯗ ꯑꯩꯈꯣꯢꯒꯤ ꯊꯥꯖꯕ ꯍꯟꯊꯍꯟꯕꯗ ꯃꯇꯦꯡ ꯄꯥꯡꯕ ꯉꯝꯒꯅꯤ꯫ ꯑꯃꯁꯨꯡ ꯑꯩꯈꯣꯢꯒꯤ ꯏꯅꯔꯖꯤꯒꯤ ꯃꯅꯤꯡꯇꯝꯕ ꯍꯦꯟꯒꯠꯍꯟꯕ ꯉꯝꯒꯅꯤ꯫ ꯃꯃꯜ ꯍꯟꯊꯕ: ꯁꯣꯂꯥꯔ ꯄꯦꯅꯦꯜꯁꯤꯡ ꯑꯃꯁꯨꯡ ꯏꯟꯅꯥꯁ꯭ꯇꯣꯜ ꯇꯧꯕꯒꯤ ꯑꯍꯥꯟꯕ ꯃꯃꯜ ꯌꯥꯝꯅ ꯆꯪꯂꯕꯁꯨ ꯃꯇꯝ ꯁꯥꯡꯅ ꯁꯦꯚꯤꯡ ꯇꯧꯕ ꯑꯁꯤ ꯌꯥꯝꯅ ꯆꯥꯎꯅ ꯊꯣꯛꯄ ꯌꯥꯏ꯫ ꯏꯟꯅꯥꯁ꯭ꯇꯣꯜ ꯇꯧꯔꯕ ꯃꯇꯨꯡꯗ ꯁꯣꯂꯥꯔ ꯄꯦꯅꯦꯜꯁꯤꯡ ꯑꯁꯤ ꯆꯍꯤ ꯀꯨꯟꯃꯉꯥ ꯅꯠꯇ꯭ꯔꯒ ꯃꯁꯤꯗꯒꯤ ꯍꯦꯟꯅ ꯃꯩ ꯄꯨꯊꯣꯛꯄ ꯉꯝꯃꯤ꯫ ꯑꯃꯁꯨꯡ ꯀꯤꯂꯣꯋꯥꯠ-ꯄꯨꯡ ꯑꯃꯗ ꯆꯪꯕ ꯃꯃꯜ ꯑꯁꯤ ꯃꯍꯧꯁꯥꯅ ꯇ꯭ꯔꯦꯗꯤꯁꯅꯦꯜ ꯏꯅꯥꯔꯥꯖꯤ ꯁꯣꯔꯁꯁꯤꯡꯗꯒꯤ ꯌꯥꯝꯅ ꯍꯦꯜꯂꯤ꯫ ꯃꯁꯤꯅ ꯇꯥꯛꯄꯗꯤ ꯃꯇꯝꯒꯤ ꯃꯇꯨꯡ ꯏꯟꯅ ꯁꯣꯂꯔ ꯏꯅꯔꯖꯤꯅ ꯌꯨꯝꯊꯣꯡꯁꯤꯡ ꯑꯃꯁꯨꯡ ꯂꯂꯣꯟ-ꯏꯇꯤꯛꯀꯤ ꯊꯕꯛꯁꯤꯡꯗ ꯃꯈꯣꯏꯒꯤ ꯏꯅꯔꯖꯤ ꯕꯤꯜꯁꯤꯡꯗ ꯌꯥꯝꯅ ꯆꯥꯎꯕ ꯁꯦꯟꯐꯝ ꯀꯟꯕ ꯉꯝꯃꯤ꯫ ꯊꯕꯛ ꯄꯤꯕ: ꯁꯣꯂꯥꯔ ꯏꯅꯔꯖꯤ ꯏꯟꯗꯁ꯭ꯇꯔꯤ ꯑꯁꯤ ꯌꯥꯝꯅ ꯊꯨꯅ ꯆꯥꯎꯈꯠꯂꯛꯂꯤ꯫ ꯑꯃꯁꯨꯡ ꯃꯁꯤꯒꯤ ꯆꯥꯎꯈꯠꯄ ꯑꯁꯤꯅ ꯁꯣꯂꯥꯔ ꯄꯦꯅꯦꯜꯁꯤꯡ ꯁꯥꯕ, ꯏꯟꯅꯥꯁ꯭ꯇꯣꯜ ꯇꯧꯕ ꯑꯃꯁꯨꯡ ꯁꯦꯟꯅꯕꯒꯤ ꯊꯕꯛꯁꯤꯡꯒꯨꯝꯕ ꯍꯤꯔꯝꯁꯤꯡꯗ ꯑꯅꯧꯕ ꯊꯕꯛ ꯀꯌꯥ ꯁꯦꯝꯒꯠꯂꯤ꯫ ꯍꯥꯏꯔꯤꯕ ꯊꯕꯛꯁꯤꯡ ꯑꯁꯤ ꯑꯌꯥꯝꯕꯅ ꯁꯦꯜ ꯌꯥꯝꯅ ꯆꯪꯏ꯫ ꯑꯃꯁꯨꯡ ꯃꯐꯝ ꯑꯗꯨꯒꯤ ꯁꯦꯟꯃꯤꯠꯂꯣꯟꯁꯤꯡꯗ ꯃꯔꯨꯑꯣꯏꯕ ꯊꯧꯅꯥ ꯑꯃ ꯄꯤꯕ ꯉꯝꯒꯅꯤ꯫ ꯈꯪꯖꯤꯟꯒꯗꯕ ꯑꯃꯅ, ꯁꯣꯂꯥꯔ ꯏꯅꯔꯖꯤ ꯆꯥꯎꯈꯠꯍꯟꯕ ꯑꯁꯤ ꯃꯔꯨ ꯑꯣꯏꯔꯤ ꯃꯔꯝꯗꯤ ꯃꯁꯤꯅ ꯑꯩꯈꯣꯢꯗ ꯑꯁꯦꯡꯕ ꯔꯤꯌꯨꯑꯦꯕꯜ ꯑꯃꯁꯨꯡ ꯃꯃꯜ ꯍꯣꯡꯕ ꯏꯅꯔꯖꯤꯒꯤ ꯁꯣꯔꯁ ꯑꯃꯥ ꯄꯤꯔꯤ꯫ꯃꯁꯤꯒ ꯂꯣꯏꯅꯅ ꯅꯟ-ꯔꯤꯌꯨꯑꯦꯕꯜ ꯏꯅꯔꯖꯤꯒꯤ ꯁꯣꯔꯁꯁꯤꯡꯗ ꯑꯩꯈꯣꯏꯅ ꯃꯈꯥ ꯄꯣꯟꯕ ꯍꯟꯊꯍꯜꯂꯤ꯫ ꯊꯕꯛ ꯐꯪꯍꯜꯂꯤ ꯑꯃꯁꯨꯡ ꯑꯀꯣꯏꯕꯒꯤ ꯐꯤꯕꯝ ꯉꯥꯛ-ꯁꯦꯟꯕꯗ ꯃꯇꯦꯡ ꯄꯥꯡꯏ꯫